ꯁꯤꯕꯤꯜꯅ ꯄꯥꯎꯈꯨꯝ ꯄꯤꯔꯤ ꯃꯗꯨꯗꯤ ꯑꯆꯨꯝꯕ ꯊꯋꯥꯏ ꯑꯃꯠꯇꯅ ꯁꯥꯊꯤꯔꯕ ꯃꯤꯑꯣꯏ ꯑꯗꯨꯒꯤ ꯊꯣꯡꯖꯤꯟꯗ ꯆꯠꯄ ꯌꯥꯔꯣꯏ ꯃꯐꯝ ꯑꯁꯤꯗ ꯔꯥꯗꯥꯃꯟꯊꯁꯅ ꯁꯥꯁꯟ ꯇꯧꯔꯤ ꯑꯃꯁꯨꯡ ꯈ꯭ꯋꯥꯏꯗꯒꯤ ꯁꯥꯊꯤꯕ ꯃꯍꯥꯛꯀꯤ ꯂꯩꯉꯥꯛ ꯑꯗꯨꯗꯤ ꯑꯔꯥꯟꯕ ꯇꯧꯔꯤꯕꯁꯤꯡꯕꯨ ꯍꯣꯠꯅꯗꯨꯅ ꯆꯩꯔꯥꯛ ꯄꯤꯕꯅꯤ ꯃꯥꯂꯦꯝꯗ ꯂꯩꯔꯤꯕ ꯃꯤꯑꯣꯏ ꯑꯃꯍꯦꯛꯇꯗꯒꯤ ꯃꯔꯥꯜ ꯌꯥꯖꯕ ꯑꯗꯨ ꯌꯥꯝꯅ ꯅꯨꯡꯉꯥꯏꯅ ꯈꯪꯗꯣꯛꯄ ꯉꯝꯈꯤꯗꯦ ꯂꯥꯏ ꯈꯨꯔꯨꯝꯕ ꯑꯃꯁꯨꯡ ꯂꯤꯒꯦꯁꯤ ꯄ꯭ꯂꯨꯇꯣꯗ ꯀꯠꯊꯣꯛꯂꯕ ꯂꯥꯏꯁꯪ ꯑꯃꯠꯇ ꯂꯩꯔꯝꯗꯦ ꯑꯗꯨꯕꯨ ꯂꯥꯏ ꯀꯠꯊꯣꯛꯄꯁꯤꯡ ꯂꯩꯔꯝꯃꯤ꯫ ꯑꯃꯨꯕ ꯐꯤꯖꯣꯜ ꯁꯦꯠꯄ ꯂꯥꯏꯒꯤ ꯊꯧꯒꯜꯂꯣꯏ ꯑꯃꯅ ꯄꯥꯡꯊꯣꯛꯈꯤꯕ ꯃꯍꯧꯁꯥꯅ ꯅꯨꯃꯤꯗꯥꯡꯗ ꯇꯧꯕ ꯀꯠꯊꯣꯛꯄꯁꯤꯡꯗ ꯑꯃꯨꯕ ꯌꯥꯎ ꯅꯠꯇ꯭ꯔꯒ ꯃꯇꯝ ꯃꯇꯝꯒꯤ ꯑꯣꯏꯕ ꯃꯤꯑꯣꯏ ꯌꯥꯎꯔꯝꯃꯤ꯫ ꯃꯌꯥꯏ ꯊꯪꯕ ꯌꯨꯒꯀꯤ ꯁꯥꯍꯤꯇ꯭ꯌꯗ ꯄ꯭ꯂꯨꯇꯣꯅ ꯗꯥꯟꯇꯦ ꯑꯂꯤꯘꯤꯔꯤꯒꯤ ꯗꯤꯚꯥꯏꯟ ꯀꯣꯃꯦꯗꯤꯗ ꯌꯥꯎꯏ ꯃꯁꯤꯅ ꯅꯣꯔꯣꯛꯀꯤ ꯃꯔꯤꯁꯨꯕ ꯁꯔꯀꯜꯗ ꯂꯨꯆꯤꯡꯈꯤ꯫ ꯁꯣꯂꯔ ꯁꯤꯁ꯭ꯇꯦꯝꯒꯤ ꯈ꯭ꯋꯥꯏꯗꯒꯤ ꯆꯥꯎꯕ ꯗ꯭ꯋꯥꯔꯐ ꯄ꯭ꯂꯥꯅꯦꯠ ꯍꯥꯟꯅꯅ ꯃꯥꯄꯟ ꯁꯨꯕ ꯄ꯭ꯂꯥꯅꯦꯠ ꯑꯣꯏꯅ ꯂꯧꯅꯔꯝꯃꯤ ꯃꯁꯤ ꯄ꯭ꯂꯨꯇꯣꯒꯤ ꯃꯃꯤꯡ ꯂꯧꯗꯨꯅ ꯊꯣꯟꯈꯤꯕꯅꯤ ꯃꯁꯤꯒꯤ ꯊꯥꯁꯤꯡꯗꯤ ꯆꯦꯔꯣꯟ ꯁ꯭ꯇꯤꯛꯁ ꯅꯤꯛꯁ ꯀꯔꯕꯦꯔꯣꯁ ꯑꯃꯁꯨꯡ ꯍꯥꯏꯗ꯭ꯔꯥꯅꯤ꯫ ꯅꯣꯕꯦꯜ ꯃꯅꯥꯁꯤꯡ ꯑꯁꯤ ꯇꯣꯉꯥꯟ ꯇꯣꯉꯥꯅꯕꯥ ꯃꯅꯥ ꯃꯉꯥꯅꯤ, ꯃꯈꯣꯏꯁꯤꯡ ꯑꯁꯤ ꯒꯤ ꯑꯜꯐ꯭ꯔꯦꯗ ꯅꯣꯕꯦꯜꯒꯤ ꯋꯥꯁꯛ ꯃꯇꯨꯡ ꯏꯟꯅꯥ ꯃꯃꯥꯡ ꯆꯍꯤꯒꯤ ꯃꯅꯨꯡꯗꯥ ꯃꯤꯑꯣꯏꯕꯥ ꯈꯨꯅꯥꯏꯗ ꯈ꯭ꯋꯥꯏꯗꯒꯤ ꯆꯥꯎꯕꯥ ꯀꯥꯟꯅꯕꯥ ꯄꯤꯈꯤꯕꯁꯤꯡꯗꯥ ꯄꯤꯔꯤ꯫ ꯑꯜꯐ꯭ꯔꯦꯗ ꯅꯣꯕꯦꯜ ꯑꯁꯤ ꯁ꯭ꯋꯤꯗꯦꯟꯒꯤ ꯀꯦꯃꯤꯁ꯭ꯠ ꯏꯟꯖꯤꯅꯤꯌꯔ ꯑꯃꯁꯨꯡ ꯏꯟꯗꯁ꯭ꯠꯔꯤꯌꯦꯂꯤꯁ꯭ꯠ ꯑꯃꯅꯤ ꯑꯃꯁꯨꯡ ꯃꯍꯥꯛꯅꯥ ꯈ꯭ꯋꯥꯏꯗꯒꯤ ꯃꯃꯤꯡ ꯆꯠꯂꯕꯥ ꯗꯥꯏꯅꯥꯃꯥꯏꯠ ꯁꯦꯝꯒꯠꯄꯒꯤꯗꯃꯛ ꯈꯪꯅꯔꯝꯃꯤ꯫ ꯃꯍꯥꯛ ꯏꯪ ꯀꯨꯝꯖ ꯂꯤꯁꯤꯡ ꯑꯃ ꯆꯅꯤꯄꯥꯟ ꯃꯧꯗ꯭ꯔꯥ ꯇꯔꯨꯛꯇ ꯂꯩꯈꯤꯗ꯭ꯔꯦ꯫ ꯃꯍꯥꯛꯀꯤ ꯋꯥꯌꯦꯜ ꯌꯥꯊꯪꯗꯥ ꯃꯍꯥꯛꯅꯥ ꯃꯍꯥꯛꯀꯤ ꯂꯦꯝꯍꯧꯔꯤꯕꯥ ꯔꯤꯑꯦꯂꯥꯏꯖ ꯇꯧꯕꯥ ꯌꯥꯕꯥ ꯑꯦꯁꯦꯠ ꯄꯨꯝꯅꯃꯛ ꯃꯅꯥ ꯃꯉꯥ ꯂꯤꯡꯈꯠꯅꯕꯥ ꯁꯤꯖꯤꯟꯅꯅꯕꯥ ꯋꯥꯁꯛꯈꯤ ꯃꯗꯨꯕꯨ ꯅꯣꯕꯦꯜ ꯃꯅꯥ ꯍꯥꯏꯅꯥ ꯈꯪꯅꯈꯤ꯫ ꯅꯣꯕꯦꯜ ꯃꯅꯥ ꯑꯁꯤ ꯑꯍꯥꯟꯕꯥ ꯑꯣꯏꯅꯥ ꯂꯤꯁꯤꯡ ꯑꯃ ꯆꯃꯥꯄꯟ ꯑꯃꯗ ꯄꯤꯈꯤ꯫ ꯅꯣꯕꯦꯜ ꯃꯅꯥ ꯑꯁꯤ ꯐꯤꯖꯤꯛꯁ ꯀꯦꯃꯤꯁ꯭ꯠꯇ꯭ꯔꯤ ꯐꯤꯖꯤꯑꯣꯂꯣꯖꯤ ꯅꯠꯔꯒꯥ ꯃꯦꯗꯤꯁꯤꯟ ꯂꯣꯏꯅꯁꯤꯜꯂꯣꯟ ꯑꯃꯁꯨꯡ ꯁꯥꯟꯇꯤꯒꯤ ꯂꯝꯗꯥ ꯄꯤꯔꯤ꯫ ꯅꯣꯕꯦꯜꯅꯥ ꯁꯥꯟꯇꯤꯒꯤ ꯃꯅꯥ ꯑꯁꯤ ꯖꯥꯇꯤꯁꯤꯡꯒꯤ ꯃꯔꯛꯇꯥ ꯐꯦꯂꯣꯁꯤꯞ ꯃꯥꯡꯂꯣꯝꯗꯥ ꯄꯨꯈꯠꯅꯕꯥ ꯈ꯭ꯋꯥꯏꯗꯒꯤ ꯐꯕꯥ ꯊꯕꯛ ꯇꯧꯈꯤꯕꯥ ꯃꯤꯑꯣꯏ ꯑꯗꯨꯗꯥ ꯂꯦꯡꯗꯕꯥ ꯅꯠꯇ꯭ꯔꯒꯥ ꯍꯟꯊꯍꯟꯕꯥ ꯍꯥꯏꯅꯥ ꯃꯅꯥ ꯄꯤꯔꯤ꯫ ꯂꯤꯁꯤꯡ ꯑꯃ ꯆꯃꯥꯄꯟ ꯍꯨꯝꯐꯨ ꯅꯤꯄꯥꯟꯗ ꯁ꯭ꯕꯦꯔꯤꯖꯦꯁ ꯔꯤꯛꯁꯕꯦꯉ꯭ꯛ ꯁ꯭ꯋꯤꯗꯦꯟꯒꯤ ꯁꯦꯟꯇ꯭ꯔꯦꯜ ꯕꯦꯡꯛ ꯅꯥ ꯑꯜꯐ꯭ꯔꯦꯗ ꯅꯣꯕꯦꯜꯒꯤ ꯅꯤꯡꯁꯤꯡ ꯈꯨꯚꯝꯗꯥ ꯏꯀꯣꯅꯣꯃꯤꯛ ꯁꯥꯏꯟꯁꯦꯁꯀꯤ ꯃꯅꯥ ꯂꯤꯡꯈꯠꯅꯕꯥ ꯁꯦꯜ ꯊꯥꯗꯈꯤ ꯃꯁꯤꯁꯨ ꯅꯣꯕꯦꯜ ꯐꯥꯎꯟꯗꯦꯁꯟꯅꯥ ꯑꯦꯗꯃꯤꯅꯤꯁ꯭ꯠꯇ꯭ꯔꯦꯠ ꯇꯧꯒꯅꯤ꯫ ꯅꯣꯕꯦꯜ ꯃꯅꯥ ꯑꯁꯤ ꯃꯈꯣꯏ ꯃꯁꯥꯒꯤ ꯂꯝꯗꯥ ꯐꯪꯂꯤꯕꯥ ꯈ꯭ꯋꯥꯏꯗꯒꯤ ꯃꯃꯤꯡ ꯆꯠꯄꯥ ꯃꯅꯥꯁꯤꯡꯅꯤ ꯍꯥꯏꯅꯥ ꯄꯥꯛ ꯁꯟꯅꯥ ꯂꯧꯅꯩ꯫ ꯃꯅꯥ ꯄꯤꯕꯒꯤ ꯊꯧꯔꯝꯁꯤꯡ ꯑꯁꯤ ꯆꯍꯤ ꯈꯨꯗꯤꯡꯒꯤ ꯄꯥꯡꯊꯣꯛꯏ꯫ ꯔꯤꯁꯤꯄꯤꯌꯔ ꯈꯨꯗꯤꯡꯃꯛ ꯂꯣꯔꯤꯑꯦꯠ ꯍꯥꯏꯅꯥ ꯈꯪꯅꯕꯥꯅꯥ ꯁꯅꯥꯒꯤ ꯃꯦꯗꯜ ꯑꯃꯥ ꯗꯤꯄ꯭ꯂꯣꯃꯥ ꯑꯃꯥ ꯑꯃꯁꯨꯡ ꯁꯦꯜꯒꯤ ꯃꯅꯥ ꯑꯃꯥ ꯐꯪꯏ꯫ ꯅꯣꯕꯦꯜ ꯃꯅꯥ ꯑꯁꯤ ꯃꯤꯑꯣꯏ ꯑꯍꯨꯝꯗꯒꯤ ꯍꯦꯟꯕꯥ ꯑꯣꯔꯒꯅꯥꯏꯖꯦꯁꯟꯁꯤꯡꯗꯥ ꯄꯤꯕꯥ ꯌꯥꯏ ꯍꯥꯏꯔꯕꯁꯨ ꯃꯤꯑꯣꯏ ꯑꯍꯨꯝꯗꯒꯤ ꯍꯦꯟꯕꯒꯤ ꯃꯔꯛꯇꯥ ꯃꯅꯥ ꯑꯃꯥ ꯁꯦꯌꯔ ꯇꯧꯕꯥ ꯌꯥꯔꯣꯏ꯫ ꯅꯣꯕꯦꯜ ꯃꯅꯥꯁꯤꯡ ꯑꯁꯤ ꯁꯤꯔꯕꯥ ꯃꯇꯨꯡꯗꯥ ꯄꯤꯗꯕꯥ ꯑꯣꯏꯔꯕꯁꯨ ꯀꯔꯤꯒꯨꯝꯕꯥ ꯃꯤꯑꯣꯏ ꯑꯃꯅꯥ ꯃꯅꯥ ꯑꯃꯥ ꯄꯤꯔꯕꯥ ꯃꯇꯨꯡꯗꯥ ꯃꯅꯥ ꯐꯪꯗ꯭ꯔꯤꯉꯩ ꯃꯃꯥꯡꯗꯥ ꯁꯤꯔꯕꯗꯤ ꯃꯅꯥ ꯑꯗꯨ ꯄꯤꯔꯤ꯫ ꯃꯤꯑꯣꯏ ꯃꯉꯥ ꯑꯃꯁꯨꯡ ꯑꯣꯔꯒꯅꯥꯏꯖꯦꯁꯟ ꯑꯅꯤꯅꯥ ꯅꯣꯕꯦꯜ ꯃꯅꯥ ꯑꯃꯗꯒꯤ ꯍꯦꯟꯅꯥ ꯐꯪꯈ꯭ꯔꯦ꯫